ꯃꯈꯥꯒꯤ ꯐꯤꯛꯁꯟ ꯀꯦꯔꯦꯛꯇꯔ ꯑꯁꯤꯒꯤꯗꯃꯛ ꯑꯩꯉꯣꯟꯗ ꯁꯤꯅꯥꯔꯤꯑꯣ ꯑꯃ ꯄꯤꯕꯤꯌꯨ ꯂꯩꯇꯦ꯫ ꯌꯣꯔꯛꯇ ꯂꯩꯕ ꯅꯍꯥ ꯑꯣꯏꯔꯤꯕ ꯅꯨꯄꯤ ꯑꯣꯟꯇꯔꯄ꯭ꯔꯤꯅꯔ ꯑꯃꯅꯤ꯫ ꯃꯇꯝ ꯑꯃꯗ ꯃꯤ ꯌꯥꯝꯅ ꯇꯤꯟꯕ ꯁꯍꯔ ꯅ꯭ꯌꯨ ꯌꯣꯔꯛꯇ ꯏꯃꯤꯂꯤ ꯀꯧꯕ ꯅꯍꯥ ꯑꯣꯏꯔꯤꯕ ꯅꯨꯄꯤ ꯑꯃ ꯂꯩꯔꯝꯃꯤ꯫ ꯃꯍꯥꯛ ꯂꯦꯞꯄ ꯂꯩꯇꯅ ꯍꯣꯠꯅꯕ, ꯃꯤꯠꯌꯦꯡ ꯁꯥꯟꯕ ꯑꯃꯁꯨꯡ ꯄꯨꯛꯅꯤꯡ ꯊꯧꯒꯠꯅꯤꯡꯉꯥꯏ ꯑꯣꯏꯕ ꯋꯥꯈꯜꯂꯣꯟꯁꯤꯡꯅ ꯊꯜꯂꯕ ꯃꯤꯁꯛ ꯑꯃꯅꯤ꯫ ꯃꯍꯥꯛ ꯅꯍ ꯑꯣꯏꯔꯤꯉꯩꯗꯒꯤ ꯍꯧꯅ ꯏꯃꯤꯂꯤꯅ ꯃꯍꯥꯛꯀꯤ ꯕꯣꯁ ꯑꯣꯏꯅ ꯃꯁꯥꯒꯤ ꯕꯤꯖꯤꯅꯦꯁ ꯍꯧꯗꯣꯛꯅꯕ ꯃꯪꯂꯥꯟ ꯇꯧꯔꯝꯃꯤ꯫ ꯃꯍꯥꯛꯅ ꯁ꯭ꯀꯨꯜꯗ ꯀꯟꯅ ꯇꯝꯈꯤ ꯑꯃꯁꯨꯡ ꯃꯍꯥꯛꯀꯤ ꯃꯪꯂꯥꯟ ꯑꯗꯨ ꯃꯪꯐꯥꯎꯅꯍꯟꯅꯕ ꯊꯧꯔꯥꯡ ꯇꯧꯗ꯭ꯔꯤꯉꯩꯗ ꯕꯤꯖꯤꯅꯦꯁ ꯃꯦꯅꯦꯖꯃꯦꯟꯠꯀꯤ ꯗꯤꯒ꯭ꯔꯤ ꯑꯃ ꯐꯪꯈꯤ꯫ ꯅꯍꯥ ꯑꯣꯏꯔꯤꯕ ꯅꯨꯄꯤ ꯑꯣꯟꯇꯔꯄ꯭ꯔꯤꯅꯔ ꯑꯃ ꯑꯣꯏꯅ ꯏꯃꯤꯂꯤꯅ ꯅꯨꯄꯥꯅ ꯂꯨꯆꯤꯡꯕ ꯕꯤꯖꯤꯅꯦꯁꯀꯤ ꯃꯥꯂꯦꯝ ꯑꯁꯤꯗ ꯑꯋꯥꯕ ꯀꯌꯥ ꯃꯥꯌꯣꯛꯅꯈꯤ꯫ ꯑꯗꯨꯕꯨ ꯃꯗꯨ ꯃꯍꯥꯀꯄꯨ ꯀꯩꯗꯧꯉꯩꯗꯁꯨ ꯊꯤꯡꯈꯤꯗꯦ꯫ ꯃꯍꯥꯛꯅ ꯄꯨꯡ ꯀꯌꯥ ꯊꯕꯛ ꯇꯧꯈꯤ, ꯃꯍꯥꯛꯀꯤ ꯋꯥꯈꯜꯂꯣꯟꯁꯤꯡ ꯑꯗꯨ ꯄꯣꯇꯦꯟꯁꯤꯌꯜ ꯏꯅꯚꯦꯁ꯭ꯇꯔꯁꯤꯡꯗ ꯄꯤꯈꯤ ꯑꯃꯁꯨꯡ ꯑꯇꯣꯞꯄ ꯕꯤꯖꯤꯅꯦꯁ ꯃꯄꯨꯁꯤꯡꯒꯥ ꯃꯔꯤ ꯊꯝꯅꯕ ꯇꯧꯈꯤ꯫ ꯃꯍꯥꯛꯅ ꯁꯣꯁꯤꯌꯦꯜ ꯃꯤꯗꯤꯌꯥꯁꯨ ꯃꯍꯥꯛꯀꯤ ꯀꯥꯟꯅꯕ ꯑꯣꯏꯅ ꯁꯤꯖꯤꯟꯅꯈꯤ, ꯃꯍꯥꯛꯀꯤ ꯐꯣꯂꯣꯋꯤꯡ ꯍꯦꯟꯒꯠꯍꯟꯈꯤ ꯑꯃꯁꯨꯡ ꯃꯍꯥꯛꯀꯤ ꯂꯥꯛꯀꯗꯧꯔꯤꯕ ꯕꯤꯖꯤꯅꯦꯁꯀꯤ ꯃꯇꯥꯡꯗ ꯋꯥꯐꯝ ꯁꯟꯗꯣꯛꯈꯤ꯫ ꯑꯔꯣꯏꯕꯗ ꯊꯥ ꯀꯌꯥ ꯀꯟꯅ ꯍꯣꯠꯅꯔꯕ ꯃꯇꯨꯡꯗ ꯏꯃꯤꯂꯤꯒꯤ ꯃꯪꯂꯥꯟ ꯑꯗꯨ ꯃꯪꯐꯥꯎꯅꯔꯛꯈꯤ꯫ ꯃꯍꯥꯛꯅ ꯃꯍꯥꯛꯀꯤ ꯂꯥꯏꯐꯁ꯭ꯇꯥꯏꯜ ꯕ꯭ꯔꯥꯟꯗ ꯑꯁꯤ ꯃꯥꯏ ꯄꯥꯛꯅ ꯍꯧꯗꯣꯛꯈꯤ, ꯃꯁꯤꯅ ꯅ꯭ꯌꯨ ꯌꯣꯔꯛꯇ ꯂꯩꯕ ꯅꯍꯥ ꯑꯣꯏꯔꯤꯕ ꯅꯨꯄꯤꯁꯤꯡꯗ ꯀꯦꯇꯔ ꯇꯧꯈꯤ꯫ ꯃꯍꯥꯛꯀꯤ ꯄꯣꯠꯊꯣꯛꯁꯤꯡ ꯑꯁꯤ ꯑꯈꯟꯅꯕ, ꯃꯑꯣꯡ ꯑꯃꯁꯨꯡ ꯌꯥꯝꯅ ꯄꯥꯝꯅꯕ ꯑꯣꯏꯈꯤ꯫ ꯏꯃꯤꯂꯤꯒꯤ ꯂꯂꯣꯟ-ꯏꯇꯤꯛ ꯑꯁꯤ ꯃꯍꯥꯛꯀꯤ ꯈ꯭ꯋꯥꯏꯗꯒꯤ ꯋꯥꯡꯕ ꯃꯪꯂꯥꯟꯁꯤꯡꯗꯒꯤ ꯍꯦꯟꯅ ꯆꯥꯎꯈꯠꯂꯛꯈꯤ, ꯑꯃꯁꯨꯡ ꯃꯍꯥꯛꯅ ꯑꯊꯨꯕ ꯃꯇꯝꯗ ꯁꯍꯔꯒꯤ ꯃꯅꯨꯡꯗ ꯃꯍꯥꯛꯀꯤ ꯏꯔꯤꯒꯦꯁꯟ-ꯑꯦꯟꯗ-ꯃꯣꯔꯇꯔ ꯁ꯭ꯇꯣꯔ ꯍꯧꯗꯣꯛ ꯍꯥꯡꯗꯣꯛꯈꯤ꯫ ꯏꯃꯤꯂꯤꯒꯤ ꯃꯥꯏꯄꯥꯛꯄ ꯑꯁꯤ ꯃꯍꯥꯛꯀꯤ ꯋꯥꯔꯦꯞ ꯑꯃꯁꯨꯡ ꯀꯟꯅ ꯍꯣꯠꯅꯕ ꯈꯛꯇ ꯅꯠꯇꯅ ꯃꯍꯥꯛꯀꯤ ꯀꯁ꯭ꯇꯃꯔꯁꯤꯡꯒ ꯁꯝꯅꯍꯟꯕ ꯉꯝꯕꯒꯤ ꯃꯔꯝꯗꯁꯨ ꯑꯣꯏꯈꯤ꯫ ꯃꯍꯥꯛꯅ ꯃꯈꯣꯏꯒꯤ ꯗꯔꯀꯥꯔ ꯑꯣꯏꯕꯁꯤꯡ ꯑꯃꯁꯨꯡ ꯑꯄꯥꯝꯕꯁꯤꯡ ꯑꯗꯨ ꯈꯪꯈꯤ, ꯑꯃꯁꯨꯡ ꯃꯍꯥꯛꯀꯤ ꯕ꯭ꯔꯥꯟꯗꯅ ꯃꯗꯨ ꯐꯣꯡꯗꯣꯛꯈꯤ꯫ ꯏꯃꯤꯂꯤꯅ ꯑꯇꯣꯞꯄ ꯅꯍꯥ ꯑꯣꯏꯔꯤꯕ ꯅꯨꯄꯤꯁꯤꯡꯒꯤꯗꯃꯛ ꯏꯟꯁꯄꯤꯔꯦꯁꯟ ꯑꯃ ꯑꯣꯏꯈꯤ, ꯀꯟꯅ ꯍꯣꯠꯅꯕ ꯑꯃꯁꯨꯡ ꯋꯥꯔꯦꯞ ꯂꯧꯕꯅ ꯀꯔꯤꯒꯨꯝꯕ ꯑꯃꯠꯇ ꯑꯣꯏꯊꯣꯛꯄ ꯌꯥꯏ ꯍꯥꯏꯕꯁꯤ ꯄ꯭ꯔꯃꯥꯟ ꯇꯧꯈꯤ꯫ ꯑꯔꯣꯏꯕꯗ ꯏꯃꯤꯂꯤꯒꯤ ꯂꯂꯣꯟ-ꯏꯇꯤꯛ ꯑꯁꯤ ꯃꯈꯥ ꯇꯥꯅ ꯍꯦꯟꯒꯠꯂꯛꯈꯤ, ꯑꯃꯁꯨꯡ ꯃꯍꯥꯛ ꯅ꯭ꯌꯨ ꯌꯣꯔꯛꯇ ꯈ꯭ꯕꯥꯏꯗꯒꯤ ꯃꯥꯏ ꯄꯥꯛꯄ ꯅꯍꯥ ꯑꯣꯏꯔꯤꯕ ꯅꯨꯄꯤ ꯑꯣꯟꯇꯔꯄ꯭ꯔꯤꯅꯔꯁꯤꯡꯒꯤ ꯃꯔꯛꯇ ꯑꯃ ꯑꯣꯏꯅ ꯈꯪꯅꯔꯛꯈꯤ꯫ ꯃꯍꯥꯛꯀꯤ ꯈꯣꯡꯆꯠ ꯑꯁꯤ ꯌꯥꯝꯅ ꯂꯥꯏꯕꯛ ꯐꯕꯅꯤ, ꯑꯗꯨꯕꯨ ꯃꯍꯥꯛꯅ ꯀꯩꯗꯧꯉꯩꯗꯁꯨ ꯑꯥꯁꯥ ꯇꯧꯔꯝꯕ ꯄꯨꯝꯅꯃꯛ, ꯑꯃꯁꯨꯡ ꯃꯁꯤꯗꯒꯤ ꯍꯦꯟꯅ ꯐꯪꯕ ꯉꯝꯍꯟꯈꯤꯕ ꯈꯣꯡꯆꯠ ꯑꯃꯅꯤ꯫